ꯂꯥꯏꯁ꯭ꯔꯝ ꯂꯂꯤꯇꯥꯕꯤ ꯑꯁꯤ ꯃꯤꯇꯩꯂꯣꯟꯒꯤ ꯃꯃꯤ ꯀꯨꯝꯍꯩ ꯁꯛꯇꯝ ꯂꯥꯡꯕꯤ ꯁꯤꯟꯂꯣꯏ ꯑꯃꯅꯤ꯫ ꯄꯨꯟꯁꯤ ꯋꯥꯔꯤ ꯃꯍꯥꯛꯅ ꯂꯧꯔꯤꯕ ꯁꯛꯇꯝ ꯈꯨꯗꯤꯡꯃꯛ ꯈꯪꯕ ꯈ꯭ꯋꯥꯏꯗꯒꯤ ꯄꯥꯝꯅꯕ ꯑꯥꯔꯇꯤꯁ꯭ꯠꯁꯤꯡꯒꯤ ꯃꯅꯨꯡꯗ ꯑꯃꯗꯤ ꯑꯇꯣꯞꯄ ꯀꯅꯥꯒꯨꯝꯕ ꯑꯃꯠꯇ ꯅꯠꯇꯅ ꯂꯣꯡꯖꯝ ꯂꯂꯤꯇꯥꯕꯤꯅꯤ꯫ ꯃꯍꯥꯛ ꯂꯥꯏꯁ꯭ꯔꯝ ꯒꯧꯔꯆꯟꯗ ꯁꯤꯡꯍ ꯑꯃꯁꯨꯡ ꯂꯥꯏꯁ꯭ꯔꯝ ꯑꯣꯡꯕꯤ ꯆꯟꯗ꯭ꯔꯃꯨꯈꯤ ꯗꯦꯕꯤꯗ ꯄꯣꯛꯈꯤ꯫ ꯃꯍꯥꯛ ꯏꯪ ꯂꯤꯁꯤꯡ ꯑꯃ ꯆꯥꯃꯥꯄꯜ ꯅꯤꯐꯨ ꯃꯥꯄꯜꯒꯤ ꯁꯦꯞꯇꯦꯝꯕꯔ ꯇꯔꯥ ꯃꯉꯥꯗ ꯄꯣꯔꯣꯝꯄꯠ ꯊꯥꯋꯟꯊꯥꯕꯥ ꯂꯦꯏꯀꯥꯏꯗ ꯂꯩꯈꯤ꯫ ꯂꯂꯤꯇꯥꯕꯤꯅ ꯏꯝꯐꯥꯜ ꯅꯣꯡꯄꯣꯛ ꯖꯤꯂꯥꯒꯤ ꯅꯣꯡꯃꯥꯏꯕꯨꯡ ꯄꯣꯔꯣꯝꯄꯥꯠ ꯆꯨꯊꯦꯛꯀꯤ ꯂꯣꯡꯖꯥꯝ ꯇꯣꯝꯕ ꯁꯤꯡꯍꯒ ꯂꯨꯍꯣꯡꯈꯤ꯫ ꯊꯤꯌꯦꯇꯔ ꯑꯥꯔꯇꯤꯁ꯭ꯠ ꯑꯃ ꯑꯣꯏꯅꯁꯨ ꯊꯕꯛ ꯇꯧꯔꯤꯕ ꯂꯂꯤꯇꯥꯕꯤꯅ ꯃꯅꯤꯄꯨꯔꯤ ꯃꯃꯤ ꯀꯨꯝꯍꯩꯁꯤꯡꯗ ꯑꯐꯕ ꯃꯃꯥ ꯑꯃ, ꯌꯦꯡꯁꯤꯟꯕꯤꯕ ꯃꯃꯥꯅꯨꯄꯤ, ꯏꯃꯨꯡ ꯑꯃ ꯌꯦꯡꯁꯤꯜꯂꯤꯕ ꯂꯨꯈ꯭ꯔꯥꯕꯤ ꯑꯃꯒꯤ ꯁꯛꯇꯝ ꯂꯥꯡꯗꯨꯅ ꯃꯍꯥꯛꯀꯤ ꯍꯩꯊꯣꯏ-ꯁꯤꯡꯊꯣꯏꯕ ꯑꯗꯨ ꯎꯠꯈ꯭ꯔꯦ꯫ ꯃꯍꯥꯛꯅ ꯑꯇꯣꯞꯄ ꯇꯣꯉꯥꯟ-ꯇꯣꯉꯥꯟꯕ ꯁꯛꯇꯝꯁꯤꯡ ꯂꯧꯈꯤ꯫ ꯁꯦꯂꯨꯂꯣꯏꯗ ꯃꯃꯤ ꯀꯨꯝꯍꯩꯁꯤꯡꯗꯒꯤ ꯍꯧꯅ ꯃꯍꯥꯛ ꯍꯧꯖꯤꯛꯁꯨ ꯍꯧꯖꯤꯛ ꯂꯩꯔꯤꯕ ꯃꯇꯝꯒꯤ ꯃꯃꯤ ꯀꯨꯝꯍꯩꯁꯤꯡꯒ ꯃꯔꯤ ꯂꯩꯅꯔꯤ꯫ ꯃꯍꯥꯛ ꯍꯧꯖꯤꯛ ꯁꯦꯂꯨꯂꯣꯏꯗ ꯃꯃꯤ ꯀꯨꯝꯍꯩꯁꯤꯡꯗ ꯁꯛꯇꯝ ꯂꯥꯡꯕꯒꯤꯗꯃꯛ ꯁ꯭ꯇꯥꯏꯄꯦꯟ ꯐꯪꯕ ꯑꯇꯣꯞꯄ ꯑꯥꯔꯇꯤꯁꯇꯁꯤꯡꯒꯨꯝꯅ ꯃꯨꯝꯕꯥꯏꯗꯒꯤ ꯊꯥ ꯈꯨꯗꯤꯡꯒꯤ ꯂꯨꯄꯥ ꯂꯤꯁꯤꯡ ꯃꯉꯥꯒꯤ ꯁ꯭ꯇꯥꯏꯄꯦꯟ ꯑꯃ ꯂꯧꯈꯤ꯫ ꯍꯧꯖꯤꯛ ꯐꯥꯎꯕꯗ ꯃꯍꯥꯛꯅ ꯃꯃꯤ ꯀꯨꯝꯍꯦꯏ ꯆꯥꯍꯨꯝ ꯍꯦꯟꯕꯗ ꯁꯛꯇꯝ ꯂꯥꯡꯈ꯭ꯔꯦ꯫ ꯃꯅꯤꯄꯨꯔ ꯐꯤꯜ꯭ꯃ ꯗꯤꯕꯦꯂꯞꯃꯦꯟꯇ ꯀꯣꯔꯄꯣꯔꯦꯁꯟꯅ ꯄꯥꯡꯊꯣꯛꯈꯤꯕ ꯃꯅꯤꯄꯨꯔ ꯁ꯭ꯇꯦꯠ ꯐꯤꯜꯃ ꯐꯦꯁꯇꯤꯕꯦꯜꯗ ꯃꯃꯤ ꯀꯨꯝꯍꯦꯏ ꯏꯟꯊꯣꯛꯂꯕꯤ ꯁꯦꯂꯨꯂꯣꯏꯗ ꯃꯃꯤ ꯀꯨꯝꯍꯦꯏꯒꯤꯗꯃꯛ ꯃꯍꯥꯛꯄꯨ ꯈ꯭ꯋꯥꯏꯗꯒꯤ ꯐꯕ ꯁꯄꯣꯔꯇꯤꯡ ꯑꯦꯛꯇꯔꯒꯤ ꯃꯅꯥ ꯄꯤꯈꯤ, ꯇꯔꯦꯠꯁꯨꯕ ꯑꯥꯔ. ꯖꯦ. ꯐꯤꯜ꯭ꯃ ꯚꯤꯖꯟ ꯑꯦꯋꯥꯔ꯭ꯗꯇ ꯆꯍꯤ -ꯂꯤꯁꯤꯡ ꯑꯅꯤ ꯇꯔꯥ ꯍꯨꯝꯗꯣꯏꯒꯤ ꯈ꯭ꯋꯥꯏꯗꯒꯤ ꯐꯕ ꯁꯄꯣꯔꯇꯤꯡ ꯑꯦꯛꯇꯔ (ꯅꯨꯄꯤ), ꯑꯦꯁ. ꯑꯦꯁ. ꯑꯦꯁ. ꯃꯅꯤꯐꯥ ꯂꯤꯁꯤꯡ ꯑꯅꯤ ꯇꯔꯥ ꯍꯨꯝꯗꯣꯏꯗ ꯑꯦꯁ. ꯑꯦꯁ. ꯑꯦꯁ. ꯃꯅꯤꯐꯥ ꯂꯤꯁꯤꯡ ꯑꯅꯤ ꯇꯔꯥ ꯍꯨꯝꯗꯣꯏꯗ ꯈ꯭ꯋꯥꯏꯗꯒꯤ ꯐꯕ ꯁꯄꯣꯔꯇꯤꯡ (ꯅꯨꯄꯤ) ꯄꯤꯈꯤ꯫ ꯂꯂꯤꯇꯥꯕꯤꯅ ꯃꯍꯥꯛꯀꯤ ꯑꯉꯥꯡ ꯑꯣꯏꯔꯤꯉꯩꯗꯒꯤ ꯍꯧꯅ ꯂꯤꯂꯥ, ꯗ꯭ꯔꯃꯥ, ꯃꯃꯤ ꯀꯨꯝꯍꯩ ꯑꯃꯁꯨꯡ ꯏꯁꯩ-ꯅꯣꯡꯃꯥꯏꯗ ꯌꯥꯝꯅ ꯄꯨꯛꯅꯤꯡ ꯆꯪꯉꯤ꯫ ꯃꯍꯥꯛꯅ ꯃꯍꯥꯛꯀꯤ ꯁ꯭ꯀꯨꯜꯒꯤ ꯃꯇꯝꯗ ꯁꯩꯔꯦꯡꯁꯤꯡ, ꯃꯣꯅꯣꯂꯣꯒ ꯄꯥꯏ꯫ ꯃꯍꯥꯛꯅ ꯂꯨꯍꯣꯡꯂꯕ ꯃꯇꯨꯡꯗ ꯊꯤꯌꯦꯇꯔꯗ ꯌꯥꯎꯅꯕ ꯍꯥꯏꯖꯕ ꯑꯗꯨ ꯐꯪꯈꯤ꯫ ꯌꯨꯅꯥꯏꯇꯦꯗ ꯕꯦꯡꯀ ꯑꯣꯐ ꯏꯟꯗꯤꯌꯥꯗ ꯊꯕꯛ ꯇꯧꯔꯤꯕ ꯃꯍꯥꯛꯀꯤ ꯃꯄꯨꯔꯣꯏꯕ ꯑꯗꯨ ꯀꯛꯆꯤꯡꯗ ꯊꯥꯈꯤ꯫ ꯀꯛꯆꯤꯡꯗ ꯂꯩꯕ ꯈꯥ-ꯃꯅꯤꯄꯨꯔ ꯗ꯭ꯔꯥꯃꯦꯇꯤꯛ ꯌꯨꯅꯤꯌꯟꯅ ꯗ꯭ꯔꯃꯥ ꯑꯃꯗ ꯁꯛꯇꯝ ꯂꯥꯡꯅꯕ ꯍꯥꯏꯈꯤ ꯑꯃꯁꯨꯡ ꯃꯈꯣꯏꯅ ꯀꯛꯆꯤꯡꯗ ꯂꯩꯔꯤꯉꯩꯗ ꯃꯁꯥꯅ ꯌꯥꯅ ꯂꯂꯤꯇꯥꯕꯤꯅ ꯌꯨꯅꯤꯌꯟ ꯑꯗꯨꯗ ꯌꯥꯎꯈꯤ꯫ ꯃꯍꯥꯛꯀꯤ ꯃꯄꯨꯔꯣꯏꯕꯅ ꯃꯍꯥꯛꯅ ꯗ꯭ꯔꯃꯥ ꯑꯁꯤꯗ ꯁꯛꯇꯝ ꯂꯥꯡꯕ ꯌꯥꯏ ꯍꯥꯏꯅ ꯊꯥꯖꯈꯤꯗꯦ꯫ ꯑꯗꯨꯕꯨ ꯃꯍꯥꯛꯅ ꯌꯨꯅꯤꯌꯟꯒꯤ ꯃꯍꯥꯛꯀꯤ ꯃꯔꯨꯞꯁꯤꯡꯒ ꯂꯣꯏꯅꯅ ꯃꯍꯥꯛꯄꯨ ꯐꯝꯕꯥꯛ ꯀꯨꯝꯍꯩꯗ ꯁꯔꯨꯛ ꯌꯥꯍꯟꯕꯗ ꯃꯤꯅꯨꯡꯁꯤ ꯂꯩꯈꯤ꯫ ꯂꯂꯤꯇꯥꯕꯤꯅ ꯂꯨꯍꯣꯡꯗ꯭ꯔꯤꯉꯩꯗꯒꯤ ꯃꯃꯥꯡꯗ ꯃꯃꯥ ꯑꯣꯏꯔꯛꯈꯤꯕ ꯅꯨꯄꯤꯃꯆꯥ ꯑꯃꯒꯤ ꯁꯛꯇꯝ ꯑꯗꯨ ꯃꯦꯛꯁꯤꯝ ꯒꯣꯔꯀꯤꯒꯤ ꯐꯝꯕꯥꯛ ꯀꯨꯝꯍꯩ 'ꯏꯃꯥ'ꯗ ꯂꯧꯈꯤ꯫